ꯃꯨꯗ ꯑꯃꯁꯨꯡ ꯇꯣꯟ ꯈꯦꯠꯅꯕ꯫ ꯃꯨꯗ ꯑꯃꯁꯨꯡ ꯇꯣꯟ ꯍꯥꯏꯕꯁꯤ ꯑꯏꯕ ꯑꯃꯒꯤ ꯏꯃꯣꯁꯅꯦꯜ ꯀ꯭ꯕꯂꯤꯇꯤꯕꯨ ꯐꯣꯡꯗꯣꯛꯅꯕꯒꯤꯗꯃꯛ ꯑꯌꯥꯝꯕꯅ ꯁꯤꯖꯤꯟꯅꯕ ꯃꯔꯨꯑꯣꯏꯕ ꯁꯥꯍꯤꯠꯌꯒꯤ ꯋꯥꯍꯩ ꯑꯅꯤꯅꯤ꯫ ꯃꯈꯣꯏ ꯑꯁꯤ ꯃꯥꯟꯅꯕ ꯃꯑꯣꯡꯗ ꯎꯕꯥ ꯐꯪꯂꯕꯁꯨ, ꯇꯁꯦꯡꯕꯗꯤ ꯃꯈꯣꯏꯅ ꯇꯣꯉꯥꯟꯕ ꯃꯆꯥꯛ ꯑꯅꯤꯕꯨ ꯇꯥꯛꯏ꯫ ꯃꯨꯗ ꯍꯥꯌꯕꯁꯤ ꯁꯦꯇꯤꯡ, ꯊꯤꯝ, ꯗꯤꯛꯁꯟ ꯑꯃꯁꯨꯡ ꯏꯃꯦꯖꯔꯤꯒꯨꯝꯕ ꯇꯣꯉꯥꯟ ꯇꯣꯉꯥꯟꯕ ꯁꯥꯍꯤꯠꯌꯒꯤ ꯇꯦꯛꯅꯤꯛꯁꯤꯡ ꯁꯤꯖꯤꯟꯅꯗꯨꯅ ꯑꯏꯕ ꯑꯁꯤꯅ ꯃꯈꯣꯏꯒꯤ ꯄꯥꯔꯤꯕꯁꯤꯡꯒꯤꯗꯃꯛꯇ ꯁꯦꯝꯒꯠꯄ ꯏꯃꯣꯁꯅꯦꯜ ꯔꯦꯁ꯭ꯄꯣꯟꯁ ꯅꯠꯔꯒ ꯑꯦꯠꯃꯣꯁ꯭ꯐꯤꯌꯥꯔ ꯑꯗꯨꯕꯨ ꯈꯡꯅꯩ꯫ ꯃꯁꯤꯅꯥ ꯄꯥꯔꯤꯕ ꯃꯤꯑꯣꯏ ꯑꯗꯨꯗ ꯐꯤꯜꯂꯤꯡ ꯑꯃꯁꯨꯡ ꯏꯃꯣꯁꯅꯦꯜꯁꯤꯡ ꯄꯣꯈꯜꯂꯤ ꯑꯃꯁꯨꯡ ꯏꯃꯔꯁꯤꯕ ꯑꯦꯛꯁꯄꯤꯔꯤꯑꯦꯟꯁ ꯑꯃ ꯁꯦꯝꯕꯗ ꯃꯇꯦꯡ ꯄꯥꯡꯏ꯫ ꯃꯥꯏꯀꯩ ꯑꯃꯔꯣꯃꯗ ꯈꯣꯟꯖꯦꯜ ꯍꯥꯏꯕꯁꯤꯅ ꯑꯏꯕ ꯑꯗꯨꯅ ꯃꯈꯣꯏꯒꯤ ꯋꯥꯍꯩ ꯈꯅꯕꯒꯤ ꯃꯑꯣꯡ ꯑꯃꯁꯨꯡ ꯑꯏꯕꯒꯤ ꯃꯑꯣꯡ ꯃꯇꯧꯒꯤ ꯈꯨꯠꯊꯥꯡꯗꯥ ꯐꯣꯡꯗꯣꯀꯄ ꯋꯥꯐꯝ ꯅꯠꯔꯒ ꯑꯣꯗꯤꯑꯣꯒꯤ ꯃꯇꯥꯡꯗ ꯊꯝꯂꯤꯕ ꯋꯥꯈꯜꯂꯣꯟ ꯅꯠꯔꯒ ꯋꯥꯈꯜꯂꯣꯟ ꯑꯗꯨꯕꯨ ꯈꯡꯍꯜꯂꯤ꯫ ꯃꯁꯤꯅ ꯋꯥꯔꯤꯃꯆꯥ ꯅꯠꯔꯒ ꯑꯏꯕꯒꯤ ꯈꯣꯟꯖꯦꯜꯒꯤ ꯄꯔꯁꯣꯅꯦꯂꯤꯇꯤ ꯁꯦꯝꯒꯠꯄꯗ ꯃꯇꯦꯡ ꯄꯥꯡꯏ ꯑꯃꯁꯨꯡ ꯐꯣꯔꯃꯦꯜꯗꯒꯤ ꯍꯧꯔꯒꯥ ꯏꯟꯐꯣꯔꯃꯦꯜ ꯐꯥꯎꯕ, ꯁꯤꯔꯤꯌꯁꯇꯒꯤ ꯁꯥꯔꯀꯥꯁ꯭ꯇꯤꯛ ꯐꯥꯎꯕ, ꯅꯠꯔꯒ ꯑꯣꯕꯖꯦꯛꯇꯤꯞꯇꯒꯤ ꯁꯕ꯭ꯖꯦꯛꯇꯤꯞ ꯐꯥꯎꯕ ꯌꯥꯎꯕ ꯌꯥꯏ꯫ ꯈꯪꯖꯤꯟꯒꯗꯕ ꯑꯃꯅ, ꯃꯨꯗ ꯍꯥꯏꯕꯁꯤ ꯄꯥꯔꯤꯕꯥ ꯃꯤꯑꯣꯏ ꯑꯗꯨꯗ ꯁꯦꯝꯒꯠꯄ ꯐꯤꯚꯝ ꯑꯗꯨꯕꯨ ꯇꯣꯟ ꯍꯥꯏꯕꯁꯤꯅ ꯑꯏꯕ ꯑꯗꯨꯅ ꯍꯤꯔꯝ ꯅꯠꯔꯒ ꯑꯣꯗꯤꯑꯣꯗ ꯌꯦꯡꯂꯤꯕ ꯃꯤꯠꯌꯦꯡ ꯑꯗꯨꯅꯤ꯫ ꯑꯅꯤꯃꯛꯅꯥ ꯄꯨꯟꯅ ꯊꯕꯛ ꯇꯧꯃꯤꯟꯅꯗꯨꯅ ꯄꯥꯔꯤꯕ ꯃꯤꯑꯣꯏ ꯑꯗꯨꯒꯤꯗꯃꯛ ꯃꯄꯨꯡ ꯐꯥꯕ ꯏꯃꯣꯁꯅꯦꯜ ꯑꯦꯛꯁꯄꯔꯤꯑꯦꯟꯁ ꯑꯃꯥ ꯁꯦꯝꯒꯠꯂꯤ꯫ ꯁ꯭ꯄꯦꯁ ꯑꯦꯛꯁꯞꯂꯣꯔꯦꯁꯉꯤ ꯃꯇꯥꯡꯗ ꯇ꯭ꯔꯤꯕꯤꯌꯥ ꯒꯦꯝ ꯑꯃꯒꯤꯗꯃꯛ ꯈꯨꯗꯝ ꯑꯣꯏꯕ ꯋꯥꯍꯪ ꯃꯔꯤ ꯁꯦꯝꯃꯨ꯫ ꯁꯣꯚꯤꯌꯦꯠ ꯌꯨꯅꯤꯌꯟꯅ ꯃꯤꯑꯣꯏꯕꯅ ꯁꯥꯕ ꯑꯍꯥꯟꯕ ꯁꯦꯇꯦꯂꯥꯏꯠ ꯁ꯭ꯄꯨꯇꯅꯤꯛ ꯑꯁꯤ ꯀꯔꯝꯕ ꯆꯍꯤꯗ ꯁ꯭ꯄꯦꯁꯇ ꯊꯥꯗꯣꯛꯈꯤꯕꯒꯦ? ꯆꯟꯗ꯭ꯔꯗ ꯈꯣꯡꯗꯥꯕ ꯑꯍꯥꯟꯕ ꯃꯤꯑꯣꯏ ꯀꯅꯥꯅꯣ ꯑꯃꯁꯨꯡ ꯃꯁꯤ ꯀꯔꯝꯕꯥ ꯆꯍꯤꯗꯥ ꯊꯣꯀꯈꯤꯕꯒꯦ? ꯑꯩꯈꯣꯏꯒꯤ ꯁꯣꯂꯥꯔ ꯁꯤꯁ꯭ꯇꯦꯝꯗ ꯅꯥꯁꯥꯒꯤ ꯔꯣꯚꯥꯔ, ꯑꯣꯄꯔꯆ꯭ꯌꯨꯅꯤꯇꯤꯅꯥ ꯆꯥꯎꯔꯥꯛꯅ ꯆꯍꯤ ꯇꯔꯥ ꯃꯉꯥꯒꯤ ꯃꯅꯨꯡꯗꯥ ꯀꯅꯥꯒꯤ ꯄ꯭ꯂꯥꯅꯦꯠ ꯑꯁꯤ ꯊꯤꯖꯤꯟꯈꯤꯕꯒꯦ? ꯂꯩꯕꯥꯛ ꯇꯔꯥ ꯃꯥꯄꯜꯗꯒꯤ ꯃꯤꯑꯣꯏ ꯆꯅꯤ ꯅꯤꯐꯨ ꯅꯤꯊꯣꯏꯅ ꯀꯔꯤ ꯁ꯭ꯄꯦꯁ ꯁ꯭ꯇꯦꯁꯟꯗ ꯆꯠꯈꯤꯕꯒꯦ? ꯑꯥꯔꯇꯤꯀꯜ ꯑꯁꯤꯒꯤ ꯃꯇꯥꯡꯗ ꯁꯝꯖꯤꯟꯅꯗꯨꯅ ꯁꯥꯎꯟꯗ ꯕꯥꯏꯠ ꯑꯃꯥ ꯂꯥꯛꯎ꯫ ꯍꯟꯗꯛꯀꯤ ꯁꯔꯚꯦ ꯑꯃꯗ ꯁꯔꯨꯛ ꯌꯥꯔꯤꯕꯁꯤꯡꯒꯤ ꯃꯧꯗꯔꯥ ꯄꯔꯁꯦꯟꯅ ꯁꯦꯜꯐ-ꯀꯦꯌꯔ ꯑꯁꯤ ꯃꯈꯣꯏꯒꯤ ꯑꯄꯨꯟꯕ ꯍꯛꯁꯦꯜ ꯑꯃꯁꯨꯡ ꯌꯥꯏꯐ-ꯊꯧꯔꯥꯡꯒꯤꯗꯃꯛ ꯃꯔꯨꯑꯣꯏ ꯍꯥꯏꯅ ꯇꯥꯛꯈꯤ꯫ ꯁꯔꯚꯦ ꯑꯁꯤꯅ ꯁꯔꯨꯛ ꯌꯥꯔꯤꯕꯁꯤꯡꯒꯤ ꯃꯥꯔꯐꯨ ꯄꯔꯁꯦꯟꯅ ꯁꯦꯜꯐ-ꯀꯦꯌꯔ ꯑꯁꯤ ꯃꯈꯣꯏꯒꯤ ꯍꯛꯁꯦꯜ ꯑꯃꯁꯨꯡ ꯌꯥꯏꯐꯅꯕ ꯌꯥꯝꯅꯥ ꯃꯔꯨꯑꯣꯏ ꯍꯥꯏꯅ ꯊꯥꯖꯩ ꯍꯥꯏꯅ ꯐꯣꯡꯗꯣꯛꯂꯤ꯫ ꯈ꯭ꯋꯥꯏꯗꯒꯤ ꯁꯥꯡꯕ ꯏꯪꯂꯤꯁꯀꯤ ꯋꯥꯍꯩ ꯊꯤꯕꯤꯌꯨ꯫ ꯃꯁꯤ ꯌꯥꯝꯅ ꯐꯖꯅ ꯁꯦꯡꯗꯣꯛꯄꯥ ꯑꯃꯁꯨꯡ ꯌꯦꯔꯨꯝ ꯀꯣꯛꯄꯅ ꯊꯣꯛꯅꯕ ꯂꯪꯁꯀꯤ ꯂꯥꯏꯅ ꯃꯈꯜ ꯑꯃꯅꯤ꯫ ꯋꯥꯍꯩ ꯑꯁꯤ ꯅꯦꯁꯅꯦꯜ ꯄꯥꯖꯂꯔꯁ ꯂꯤꯛꯀꯤ ꯄ꯭ꯔꯦꯁꯤꯗꯦꯟꯠ ꯑꯦꯚꯥꯔꯦꯠ ꯁ꯭ꯃꯤꯊꯅꯥ ꯂꯤꯁꯤꯡ ꯑꯃ ꯆꯃꯥꯄꯟ ꯀꯨꯟꯊꯔ ꯃꯉꯥꯗ ꯑꯀꯛꯅꯅ ꯏꯪꯂꯤꯁ ꯂꯣꯟꯗ ꯈ꯭ꯋꯥꯏꯗꯒꯤ ꯁꯥꯡꯕ ꯋꯥꯍꯩ ꯑꯣꯏꯅ ꯁꯦꯝꯈꯤꯕꯅꯤ꯫ ꯃꯁꯤ ꯑꯣꯛꯁꯐꯣꯔꯗ ꯏꯪꯂꯤꯁ ꯗꯤꯛꯁꯅꯥꯔꯤ ꯑꯃꯁꯨꯡ ꯃꯦꯔꯤꯌꯝ-ꯋꯦꯕꯁ꯭ꯇꯔꯒꯤ ꯊꯥꯔꯗ ꯅ꯭ꯌꯨ ꯏꯟꯇꯔꯅꯦꯁ꯭ꯅꯦꯜ ꯗꯤꯛꯁꯅꯥꯔꯤꯗꯥ ꯌꯥꯎꯔꯤ꯫ ꯋꯥꯍꯩ ꯑꯁꯤ ꯑꯩꯉꯣꯟꯗ ꯁꯟꯗꯣꯛꯅ ꯇꯥꯛꯄꯤꯌꯨ꯫ ꯋꯥꯍꯩ ꯑꯁꯤꯅ ꯄꯨꯟꯁꯤꯗ ꯂꯩꯔꯤꯕ ꯄꯣꯠ ꯈꯨꯗꯤꯡꯃꯛ ꯒ꯭ꯔꯦꯚꯤꯇꯤꯒꯤ ꯅꯤꯌꯝꯒꯤ ꯃꯈꯥ ꯄꯣꯜꯂꯤ ꯍꯥꯏꯕ ꯋꯥꯈꯜꯂꯣꯟ ꯑꯁꯤ ꯐꯣꯡꯗꯣꯛꯄꯒꯤ ꯃꯤꯌꯥꯝꯅ ꯄꯥꯝꯅꯕ ꯃꯑꯣꯡ ꯑꯃꯅꯤ ꯑꯃꯁꯨꯡ ꯃꯦꯇꯥꯐꯣꯔꯤꯛ ꯑꯣꯏꯅ ꯍꯥꯏꯔꯕꯗ ꯄꯣꯠꯁꯤꯡꯒꯤ ꯃꯍꯧꯁꯥꯒꯤ ꯑꯣꯏꯕ ꯑꯣꯔꯗꯔ ꯑꯁꯤ ꯑꯋꯥꯡꯕ ꯊꯥꯛꯇ ꯂꯩꯕ ꯂꯣꯁꯤꯡꯅ ꯇꯨꯡ ꯏꯟꯅꯕꯒꯤꯗꯃꯛꯇꯅꯤ꯫ ꯍꯦꯟꯅ ꯐꯤꯂꯣꯁꯣꯐꯤꯒꯤ ꯑꯣꯏꯕ ꯃꯑꯣꯡꯗꯥ ꯍꯥꯏꯔꯕꯗ, ꯋꯥꯍꯩ ꯑꯁꯤꯅ ꯊꯕꯛ ꯈꯨꯗꯤꯡꯃꯛꯀꯤ ꯃꯥꯟꯅꯕ ꯑꯃꯁꯨꯡ ꯑꯣꯄꯔꯦꯇꯤꯡ ꯔꯤꯑꯦꯛꯁꯟ ꯂꯩ ꯍꯥꯏꯕ ꯋꯥꯈꯜꯂꯣꯟ ꯑꯁꯤꯕꯨꯁꯨ ꯇꯥꯛꯄ ꯌꯥꯏ꯫ ꯑꯁꯤꯒꯨꯝꯕ ꯃꯑꯣꯡꯗ, ꯃꯥꯏ ꯄꯥꯛꯄ, ꯁꯛꯇꯤ, ꯃꯃꯤꯡ ꯆꯠꯄ, ꯑꯃꯁꯨꯡ ꯑꯇꯩ ꯄꯣꯖꯤꯇꯤꯚ ꯑꯣꯏꯕ ꯃꯒꯨꯟꯁꯤꯡ ꯅꯠꯇꯔꯒ ꯑꯦꯛꯁꯄꯔꯤꯌꯦꯟꯁꯁꯤꯡ ꯑꯁꯤ ꯊꯨꯅ ꯌꯥꯡꯅ ꯆꯠꯄ ꯌꯥꯏ, ꯑꯃꯁꯨꯡ ꯑꯔꯣꯏꯕꯗ ꯄꯨꯝꯅꯃꯛ ꯑꯁꯤ ꯃꯁꯥꯒꯤ ꯑꯍꯥꯟꯕ ꯐꯤꯚꯝꯗ ꯍꯜꯂꯛꯀꯗꯕꯅꯤ, ꯅꯠꯇꯔꯒ ꯂꯥꯛꯁꯤꯟꯕ ꯅꯠꯇꯔꯒ ꯍꯟꯊꯔꯀꯄ ꯐꯥꯎꯕ ꯌꯥꯏ꯫ ꯑꯔꯣꯏꯕꯗ, ꯋꯥꯍꯩ ꯑꯁꯤꯅ ꯒ꯭ꯔꯥꯎꯟꯗꯗ ꯂꯩꯕ ꯑꯃꯁꯨꯡ ꯄꯨꯟꯁꯤꯒꯤ ꯑꯋꯥꯡꯕ ꯊꯥꯛꯁꯤꯡ ꯑꯁꯤ ꯌꯥꯝꯅ ꯂꯥꯏꯅ ꯂꯧꯗꯅꯕ ꯅꯤꯡꯁꯤꯡꯍꯜꯂꯤ, ꯃꯔꯝꯗꯤ, ꯑꯔꯣꯏꯕꯗ, ꯄꯨꯝꯅꯃꯛ ꯑꯁꯤ ꯄ꯭ꯔ꯭ꯤꯊꯤꯕꯤꯗ ꯑꯃꯨꯛ ꯍꯟꯅ ꯂꯥꯛꯀꯅꯤ꯫